ꯑꯐꯕꯥ ꯋꯥꯔꯤ ꯑꯃꯥ ꯁꯦꯝꯂꯤꯕꯥ ꯃꯆꯥꯛꯁꯤꯡ ꯑꯗꯨ ꯐꯣꯡꯗꯣꯛꯄꯤꯌꯨ꯫ ꯑꯐꯕꯥ ꯋꯥꯔꯤ ꯑꯃꯗꯥ ꯃꯍꯧꯁꯥꯅꯥ ꯃꯔꯨ ꯑꯣꯏꯕꯥ ꯃꯆꯥꯛ ꯀꯌꯥ ꯑꯃꯥ ꯂꯩ꯫ ꯃꯈꯣꯏꯅꯥ ꯄꯥꯔꯤꯕꯥ ꯃꯤ ꯑꯗꯨꯕꯨ ꯋꯥꯔꯤ ꯁꯥꯟꯅꯕꯗꯥ ꯁꯦꯜ ꯊꯥꯗꯗꯨꯅꯥ ꯊꯝꯅꯕꯥ ꯄꯨꯟꯅꯥ ꯊꯕꯛ ꯇꯧꯃꯤꯟꯅꯩ꯫ ꯍꯥꯏꯔꯤꯕꯥ ꯃꯆꯥꯛꯁꯤꯡ ꯑꯁꯤꯒꯤ ꯃꯅꯨꯡꯗꯥ ꯌꯥꯎꯔꯤꯕꯁꯤꯡꯗꯤ: ꯄ꯭ꯂꯣꯠ: ꯑꯆꯦꯠꯄꯥ ꯄ꯭ꯂꯣꯠ ꯑꯃꯅꯥ ꯑꯐꯕꯥ ꯋꯥꯔꯤ ꯑꯃꯒꯤ ꯃꯀꯣꯛ ꯊꯣꯡꯕꯥ ꯑꯣꯏꯍꯜꯂꯤ꯫ ꯃꯁꯤꯗꯥ ꯃꯌꯦꯛ ꯁꯦꯡꯕꯥ ꯁ꯭ꯇꯔꯛꯆꯔ ꯑꯃꯥ ꯂꯩꯒꯗꯕꯅꯤ꯫ ꯍꯧꯔꯛꯐꯝ ꯃꯔꯛꯇꯥ ꯑꯃꯁꯨꯡ ꯑꯔꯣꯏꯕꯥ ꯂꯩꯒꯗꯕꯅꯤ꯫ ꯑꯃꯁꯨꯡ ꯃꯁꯤꯗꯥ ꯇꯦꯟꯁꯟ ꯁꯦꯝꯒꯠꯄꯥ ꯑꯃꯁꯨꯡ ꯅꯨꯡꯉꯥꯏꯕꯥ ꯀ꯭ꯂꯥꯏꯃꯦꯛꯁ ꯑꯃꯥ ꯄꯨꯔꯛꯄꯥ ꯊꯧꯗꯣꯛꯁꯤꯡꯒꯤ ꯁꯤꯔꯤꯖ ꯑꯃꯥ ꯌꯥꯎꯒꯗꯕꯅꯤ꯫ ꯀꯔꯦꯛꯇ꯭ꯔꯁꯤꯡ: ꯑꯐꯕꯥ ꯋꯥꯔꯤ ꯑꯃꯍꯦꯛꯇꯗꯥ ꯌꯥꯝꯅꯥ ꯐꯖꯅꯥ ꯁꯦꯝꯒꯠꯄꯥ ꯀꯔꯦꯛꯇ꯭ꯔꯁꯤꯡ ꯑꯁꯤ ꯌꯥꯝꯅꯥ ꯃꯔꯨ ꯑꯣꯏ꯫ ꯃꯈꯣꯏ ꯑꯁꯤ ꯃꯔꯤ ꯂꯩꯅꯕꯥ ꯑꯣꯏꯒꯗꯕꯅꯤ꯫ ꯃꯈꯣꯏꯒꯤ ꯊꯕꯛꯁꯤꯡꯕꯨ ꯊꯧꯒꯠꯄꯥ ꯑꯃꯁꯨꯡ ꯋꯥꯔꯤꯃꯆꯥꯒꯤ ꯆꯥꯎꯈꯠꯄꯗꯥ ꯃꯇꯦꯡ ꯄꯥꯡꯂꯤꯕꯥ ꯇꯣꯞ ꯇꯣꯞꯄꯥ ꯄꯔꯁꯣꯅꯦꯂꯤꯇꯤꯁꯤꯡ, ꯑꯁꯣꯏ-ꯑꯉꯥꯝ ꯌꯥꯎꯗꯕꯥ ꯑꯃꯁꯨꯡ ꯃꯣꯇꯤꯕꯦꯁꯟꯁꯤꯡ ꯂꯩꯒꯗꯕꯅꯤ꯫ ꯁꯦꯇꯤꯡ: ꯃꯌꯦꯛ ꯁꯦꯡꯕꯥ ꯑꯃꯁꯨꯡ ꯃꯌꯦꯛ ꯁꯦꯡꯕꯥ ꯁꯦꯇꯤꯡ ꯑꯃꯅꯥ ꯋꯥꯔꯤ ꯑꯁꯤꯕꯨ ꯑꯀꯛꯅꯕꯥ ꯃꯇꯝ ꯑꯃꯁꯨꯡ ꯃꯐꯝ ꯑꯃꯗꯥ ꯒ꯭ꯔꯥꯎꯟꯗ ꯇꯧꯕꯗꯥ ꯃꯇꯦꯡ ꯄꯥꯡꯏ꯫ ꯄꯥꯔꯤꯕꯥ ꯃꯤ ꯑꯗꯨꯕꯨ ꯂꯝꯖꯤꯡꯕꯤꯕꯥ ꯉꯝꯕꯥ ꯔꯤꯑꯦꯂꯤꯖꯃꯒꯤ ꯋꯥꯈꯜꯂꯣꯟ ꯑꯃꯥ ꯄꯤ꯫ ꯃꯥꯡꯂꯣꯝꯗ. ꯃꯁꯤ ꯃꯄꯥꯟꯒꯤ ꯑꯣꯏꯕꯥ ꯌꯥꯏ, ꯃꯗꯨꯗꯤ ꯀꯔꯦꯛꯇ꯭ꯔꯁꯤꯡꯒꯤ ꯃꯔꯛꯇꯥ ꯍꯛꯆꯥꯡꯒꯤ ꯑꯣꯏꯕꯥ ꯂꯥꯟꯐꯝ ꯅꯠꯇ꯭ꯔꯒꯥ ꯃꯍꯧꯁꯥꯒꯤ ꯑꯣꯏꯕꯥ ꯈꯨꯗꯣꯡꯊꯤꯕꯥ ꯑꯃꯥ ꯅꯠꯇ꯭ꯔꯒꯥ ꯃꯅꯨꯡꯒꯤ ꯑꯣꯏꯕꯥ, ꯍꯥꯏꯕꯗꯤ ꯀꯔꯦꯛꯇ꯭ꯔ ꯑꯃꯅꯥ ꯃꯈꯣꯏꯒꯤ ꯏꯃꯣꯁꯟ ꯅꯠꯇ꯭ꯔꯒꯥ ꯊꯥꯖꯕꯒꯥ ꯂꯣꯏꯅꯅꯥ ꯂꯥꯟꯊꯦꯡꯅꯕꯒꯨꯝꯕꯥ ꯂꯥꯟꯐꯝꯅꯥ ꯇꯦꯟꯁꯟ ꯊꯣꯛꯍꯜꯂꯤ꯫ ꯑꯃꯁꯨꯡ ꯂꯥꯟꯐꯝ ꯑꯗꯨꯒꯤ ꯔꯤꯖꯣꯂꯨꯁꯟ ꯑꯗꯨꯅꯥ ꯋꯥꯔꯤꯒꯤ ꯀ꯭ꯂꯥꯏꯃꯦꯛꯁ ꯑꯗꯨ ꯄꯤꯔꯤ꯫ ꯊꯤꯝ: ꯑꯐꯕꯥ ꯋꯥꯔꯤ ꯑꯃꯗꯥ ꯑꯌꯥꯝꯕꯅꯥ ꯃꯗꯨꯒꯤ ꯃꯈꯥ ꯄꯣꯜꯂꯤꯕꯥ ꯊꯤꯝ ꯅꯠꯇ꯭ꯔꯒꯥ ꯄꯥꯎꯖꯦꯜ ꯑꯃꯥ ꯌꯥꯎꯏ ꯃꯗꯨꯅꯥ ꯃꯗꯨꯗꯥ ꯌꯥꯝꯅꯥ ꯂꯨꯕꯥ ꯑꯃꯁꯨꯡ ꯑꯔꯊ ꯄꯤꯔꯤ꯫ ꯃꯁꯤ ꯃꯣꯔꯦꯜ ꯂꯦꯁꯟ ꯑꯃꯥ ꯑꯣꯏꯕꯥ ꯌꯥꯏ ꯈꯨꯟꯅꯥꯏꯒꯤ ꯃꯇꯥꯡꯗꯥ ꯀꯃꯦꯟꯇꯔꯤ ꯑꯃꯥ ꯑꯣꯏꯕꯥ ꯌꯥꯏ ꯅꯠꯇ꯭ꯔꯒꯥ ꯃꯤꯑꯣꯏꯕꯒꯤ ꯃꯑꯣꯡ ꯃꯇꯧ ꯑꯗꯨ ꯁꯨꯞꯅꯇꯒꯤ ꯑꯦꯛꯁꯞꯂꯣꯔꯦꯁꯟ ꯑꯃꯥ ꯑꯣꯏꯕꯥ ꯌꯥꯏ꯫ ꯈꯣꯡꯊꯥꯡ: ꯌꯥꯝꯅꯥ ꯊꯨꯅꯥ ꯌꯥꯡꯅꯥ ꯆꯠꯊꯔꯀꯄꯥ ꯋꯥꯔꯤ ꯑꯃꯅꯥ ꯄꯥꯔꯤꯕꯥ ꯃꯤ ꯑꯗꯨꯕꯨ ꯋꯥꯔꯤꯃꯆꯥꯗꯥ ꯊꯋꯥꯏ ꯌꯥꯎꯅꯥ ꯑꯃꯁꯨꯡ ꯁꯦꯜ ꯊꯥꯗꯕꯥ ꯉꯝꯍꯜꯂꯤ꯫ ꯃꯁꯤꯅꯥ ꯋꯥꯔꯤꯃꯆꯥꯒꯥ ꯆꯨꯅꯕꯥ ꯈꯣꯡꯖꯦꯜꯗꯥ ꯆꯪꯁꯤꯟꯒꯗꯕꯅꯤ꯫ ꯑꯦꯛꯁꯟ ꯑꯃꯁꯨꯡ ꯁꯁ꯭ꯄꯦꯟꯁꯀꯤ ꯃꯔꯛꯇꯥ ꯔꯤꯐ꯭ꯂꯦꯛꯁꯟ ꯑꯃꯁꯨꯡ ꯆꯔꯤꯇ꯭ꯔ ꯁꯦꯝꯒꯠꯄꯒꯤ ꯊꯨꯅꯥ ꯌꯥꯡꯅꯥ ꯆꯠꯄꯥ ꯃꯇꯝꯁꯤꯡꯒꯥ ꯂꯣꯏꯅꯅꯥ ꯕꯦꯂꯦꯟꯁ ꯇꯧꯒꯗꯕꯅꯤ꯫ ꯋꯥꯔꯤ ꯁꯥꯅꯕꯥ: ꯑꯐꯕꯥ ꯋꯥꯔꯤ ꯁꯥꯅꯕꯥ ꯑꯁꯤꯅꯥ ꯆꯔꯤꯇ꯭ꯔꯁꯤꯡꯕꯨ ꯄꯨꯟꯁꯤꯗꯥ ꯄꯨꯔꯛꯄꯥ ꯑꯃꯁꯨꯡ ꯃꯈꯣꯏꯒꯤ ꯄꯔꯁꯣꯅꯦꯂꯤꯇꯤ, ꯃꯣꯇꯤꯕꯦꯁꯟ, ꯑꯃꯁꯨꯡ ꯃꯔꯤꯁꯤꯡ ꯐꯣꯡꯗꯣꯛꯄꯗꯥ ꯃꯇꯦꯡ ꯄꯥꯡꯏ꯫ ꯃꯁꯤ ꯃꯍꯧꯁꯥꯒꯤ ꯑꯣꯏꯕꯥ ꯑꯃꯁꯨꯡ ꯇꯁꯦꯡꯕꯥ ꯃꯑꯣꯡꯗꯥ ꯁꯥꯅꯕꯥ ꯇꯥꯏ꯫ꯑꯃꯁꯨꯡ ꯊꯧꯗꯣꯛ ꯑꯗꯨꯕꯨ ꯃꯥꯡꯂꯣꯝꯗꯥ ꯄꯨꯈꯠꯅꯕꯥ ꯑꯃꯁꯨꯡ ꯋꯥꯔꯤꯒꯤ ꯑꯄꯨꯟꯕꯥ ꯈꯣꯟꯖꯦꯜꯗꯥ ꯃꯇꯦꯡ ꯄꯥꯡꯅꯕꯥ ꯊꯕꯛ ꯇꯧꯒꯗꯕꯅꯤ꯫ ꯑꯏꯕꯒꯤ ꯃꯑꯣꯡ: ꯑꯐꯕꯥ ꯋꯥꯔꯤ ꯑꯁꯤ ꯌꯥꯝꯅꯥ ꯐꯖꯅꯥ ꯏꯕꯥ, ꯃꯌꯦꯛ ꯁꯦꯡꯕꯥ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕꯥ ꯋꯥꯔꯤꯃꯆꯥꯒꯥ ꯂꯣꯏꯅꯅꯥ ꯄꯥꯔꯤꯕꯥ ꯃꯤꯕꯨ ꯂꯃꯖꯤꯡꯕꯤꯕꯥ ꯑꯃꯁꯨꯡ ꯃꯈꯣꯏꯅꯥ ꯄꯥꯗꯨꯅꯥ ꯂꯩꯕꯥ ꯄꯥꯝꯍꯜꯂꯤ꯫ ꯋꯥꯔꯤꯃꯆꯥꯒꯤ ꯂꯝ ꯑꯃꯁꯨꯡ ꯈꯣꯟꯖꯦꯜꯒꯥ ꯂꯣꯏꯅꯅꯥ ꯑꯏꯕꯥ ꯃꯑꯣꯡ ꯃꯇꯧ ꯑꯗꯨ ꯆꯨꯝꯊꯣꯛꯀꯗꯕꯅꯤ꯫ ꯑꯃꯁꯨꯡ ꯋꯥꯔꯤꯃꯆꯥ ꯑꯁꯤꯕꯨ ꯄꯨꯟꯁꯤꯗꯥ ꯄꯨꯔꯛꯅꯕꯥ ꯏꯃꯦꯖꯔꯤ ꯑꯃꯁꯨꯡ ꯐꯤꯒꯔꯦꯇꯤꯕ ꯂꯦꯉ꯭ꯒꯨꯌꯦꯖꯒꯨꯝꯕꯥ ꯇꯦꯛꯅꯤꯛꯁꯤꯡ ꯁꯤꯖꯤꯟꯅꯒꯗꯕꯅꯤ꯫